ꯀꯣꯕꯤꯗ-ꯅꯥꯏꯟꯇꯤꯟꯒꯤ ꯏꯀꯣꯅꯣꯃꯤꯛ ꯏꯝꯄꯦꯛꯇ ꯑꯗꯨ ꯁꯝꯖꯤꯟꯅꯍꯟꯕ꯫ ꯀꯣꯕꯤꯗ-ꯅꯥꯏꯟꯇꯤꯟꯅꯥ ꯃꯥꯂꯦꯝ ꯁꯤꯟꯕ ꯊꯨꯡꯅ ꯁꯦꯟ-ꯊꯨꯝꯒꯤ ꯑꯆꯧꯕ ꯁꯥꯐꯨ ꯑꯃ ꯄꯤꯈ꯭ꯔꯦ꯫ ꯂꯣꯛꯗꯥꯎꯟꯒꯤ ꯊꯧꯔꯥꯡꯁꯤꯡ, ꯆꯠꯊꯣꯛ-ꯆꯠꯁꯤꯟꯗ ꯑꯊꯤꯡꯕ ꯊꯝꯕ, ꯑꯃꯁꯨꯡ ꯁꯣꯁꯤꯑꯦꯜ ꯗꯤꯁ꯭ꯇꯦꯟꯁꯤꯡꯒꯤ ꯀꯥꯡꯂꯣꯟꯁꯤꯡ ꯄꯥꯏꯈꯠꯄꯅ ꯃꯔꯝ ꯑꯣꯏꯗꯨꯅ ꯁꯦꯟꯃꯤꯠꯂꯣꯟꯒꯤ ꯊꯕꯛ ꯊꯧꯔꯝꯁꯤꯡꯗ ꯆꯥꯎꯅ ꯍꯟꯊꯕꯥ ꯊꯣꯛꯜꯂꯦ꯫ ꯃꯁꯤꯅ ꯃꯔꯝ ꯑꯣꯏꯗꯨ ꯄꯣꯠꯂꯝꯁꯤꯡ ꯑꯃꯁꯨꯡ ꯁꯔꯕꯤꯁꯁꯤꯡꯒꯤ ꯗꯤꯃꯥꯟꯗ ꯍꯟꯊꯔꯛꯄꯅ ꯃꯔꯝ ꯑꯣꯏꯗꯨꯅ ꯄꯨꯊꯣꯛꯄ, ꯁꯦꯜ ꯊꯥꯗꯕꯥ, ꯑꯃꯁꯨꯡ ꯊꯕꯛ ꯄꯤꯕꯒꯤ ꯆꯥꯡ ꯍꯟꯊꯔꯦ꯫ ꯕꯤꯖꯤꯅꯦꯁ ꯀꯌꯥ ꯑꯃꯅ ꯔꯦꯚꯤꯅ꯭ꯌꯨꯗ ꯆꯥꯎꯅ ꯑꯃꯥꯡ-ꯑꯇꯥ ꯊꯣꯛꯈꯤ, ꯑꯃꯁꯨꯡ ꯈꯔꯗꯤ ꯕꯦꯡꯀ꯭ꯔꯞꯁꯤ ꯑꯣꯏꯔꯦ꯫ ꯂꯥꯏꯆꯠ ꯑꯁꯤꯅ ꯃꯥꯂꯦꯝꯒꯤ ꯂꯂꯣꯟ-ꯏꯇꯤꯛ ꯑꯃꯁꯨꯡ ꯁꯄ꯭ꯂꯥꯏ ꯆꯦꯟꯁꯤꯡꯗꯁꯨ ꯑꯀꯥꯏ-ꯑꯇꯣꯏ ꯊꯣꯛꯍꯜꯂꯦ꯫ ꯃꯥꯂꯦꯝ ꯁꯤꯟꯕꯥ ꯊꯨꯡꯅ ꯂꯩꯔꯤꯕ ꯁꯔꯀꯥꯔꯁꯤꯡꯅ ꯃꯈꯣꯏꯒꯤ ꯏꯀꯣꯅꯣꯃꯤꯁꯤꯡꯗ ꯃꯇꯦꯡ ꯄꯥꯡꯅꯕꯥ ꯁꯦꯜ-ꯊꯨꯝꯒꯤ ꯑꯃꯁꯨꯡ ꯁꯦꯟꯃꯤꯠꯂꯣꯟꯒꯤ ꯊꯧꯔꯥꯡꯁꯤꯡꯒ ꯂꯣꯏꯅꯅꯥ ꯄꯥꯎꯈꯨꯝ ꯄꯤꯈ꯭ꯔꯦ, ꯑꯗꯨꯕꯨ ꯐꯒꯠꯂꯛꯄ ꯑꯁꯤ ꯇꯞꯅꯥ ꯇꯞꯅꯥ ꯑꯃꯁꯨꯡ ꯁꯣꯏꯗ-ꯉꯥꯝꯗꯕ ꯑꯣꯏꯒꯅꯤ ꯍꯥꯏꯅ‌ ꯄꯥꯅꯔꯤ꯫ ꯑꯄꯨꯟꯕ ꯑꯣꯏꯅ ꯀꯣꯕꯤꯗ-ꯅꯥꯏꯟꯇꯤꯟꯒꯤ ꯏꯀꯣꯅꯣꯃꯤꯛ ꯏꯝꯄꯦꯛꯇ ꯑꯁꯤ ꯌꯥꯝꯅ ꯁꯥꯊꯤꯅ ꯁꯣꯛꯍꯜꯂꯦ, ꯃꯁꯤꯅ ꯃꯥꯂꯦꯝꯒꯤ ꯏꯀꯣꯅꯣꯃꯤꯗ ꯃꯇꯝ ꯁꯥꯡꯅ ꯁꯣꯛꯍꯜꯂꯦ꯫ ꯃꯤꯌꯥꯝꯅ ꯔꯤꯁꯥꯏꯀꯜ ꯇꯧꯒꯗꯕꯥ ꯃꯔꯝ ꯑꯃ ꯄꯤꯌꯨ꯫ ꯃꯤꯌꯥꯝꯅ ꯔꯤꯁꯥꯏꯀꯜ ꯇꯧꯒꯗꯕꯥ ꯃꯔꯝ ꯑꯃꯗꯤ ꯃꯁꯤꯅ ꯂꯦꯟꯗꯐꯤꯜ ꯑꯃꯁꯨꯡ ꯏꯟꯁꯤꯅꯦꯔꯦꯇꯔꯁꯤꯡꯗ ꯊꯥꯕ ꯑꯃꯣꯠꯄꯁꯤꯡꯒꯤ ꯆꯥꯡ ꯍꯟꯊꯍꯟꯗꯨꯅ ꯃꯐꯝ ꯀꯟꯕ, ꯄꯣꯂꯨꯁꯟ ꯍꯟꯊꯍꯟꯕ ꯑꯃꯁꯨꯡ ꯃꯍꯧꯁꯥꯒꯤ ꯑꯀꯣꯏꯕꯒꯤ ꯐꯤꯕꯝ ꯉꯥꯛꯇꯨꯅ‌ ꯊꯝꯕꯗ ꯃꯇꯦꯡ ꯄꯥꯡꯏ꯫ ꯄ꯭ꯂꯥꯁꯇꯤꯛ ꯄꯣꯂꯨꯁꯟꯒꯤ ꯃꯇꯥꯡꯗ ꯑꯦꯋꯦꯌꯔꯅꯦꯁ ꯄꯤꯅꯕꯥ ꯇꯤꯞꯁ ꯑꯃ ꯁꯦꯝꯒꯠꯄ꯫ ꯄ꯭ꯂꯥꯁ꯭ꯇꯤꯛ ꯄꯣꯂꯨꯁꯟ ꯑꯁꯤꯅ ꯂꯝꯂꯛꯀꯤ ꯁꯥ-ꯎꯆꯦꯀꯁꯤꯡꯗ ꯑꯀꯥꯏꯕ‌ ꯄꯤꯔꯤ ꯑꯃꯁꯨꯡ ꯏꯀꯣꯁꯤꯁꯇꯦꯝꯗ ꯑꯃꯥꯡ-ꯑꯇꯥ ꯊꯣꯛꯍꯜꯂꯤ꯫ ꯑꯩꯈꯣꯏꯒꯤ ꯒ꯭ꯔꯍ ꯑꯁꯤ ꯉꯥꯛꯊꯣꯛꯅꯕ ꯍꯟꯊꯍꯟꯅꯕꯥ, ꯑꯃꯨꯛ ꯍꯟꯅ ꯁꯤꯖꯤꯟꯅꯅꯕꯥ ꯑꯃꯁꯨꯡ ꯑꯃꯨꯛ ꯍꯟꯅ ꯁꯤꯖꯤꯟꯅꯅꯕꯥ ꯑꯩꯈꯣꯏꯒꯤ ꯊꯧꯗꯥꯡ ꯄꯨꯝꯅꯃꯛ ꯄꯥꯡꯊꯣꯛꯂꯁꯤ꯫ ꯍꯣꯇꯦꯜ ꯑꯃꯅ ꯄꯤꯒꯗꯕꯥ ꯄꯣꯠꯊꯣꯛ ꯇꯔꯥ ꯕ꯭ꯔꯦꯟꯁ꯭ꯇꯣꯔꯝ ꯇꯧꯕꯤꯌꯨ꯫ ꯀꯝꯄ꯭ꯂꯤꯃꯦꯟꯇꯔꯤ ꯕ꯭ꯔꯦꯛꯐꯥꯁ꯭ꯠ - ꯑꯌꯨꯛꯇ ꯒꯦꯁ꯭ꯇꯁꯤꯡꯒꯤꯗꯃꯛ ꯐ꯭ꯔꯤ ꯕ꯭ꯔꯦꯛꯐꯥꯁ꯭ꯠ ꯕ꯭ꯔꯦꯠ ꯅꯠꯇꯔꯒ ꯃꯦꯅꯨ ꯑꯃ ꯄꯤꯕ꯫ ꯔꯨꯝ ꯁꯔꯚꯤꯁ - ꯍꯣꯇꯦꯜꯒꯤ ꯔꯦꯁ꯭ꯇꯣꯔꯦꯟꯇ ꯅꯠꯇꯔꯒ ꯀꯤꯆꯦꯟꯗꯒꯤ ꯃꯆꯤ ꯑꯣꯏꯕ ꯑꯃꯁꯨꯡ ꯌꯥꯝꯅ ꯐꯖꯅꯥ ꯄꯤꯖꯕꯥ ꯆꯤꯟꯖꯥꯛꯁꯤꯡ ꯌꯥꯎꯕ‌ ꯔꯨꯝꯗ ꯆꯥꯛ ꯊꯣꯡꯅꯕꯥ ꯄꯤꯕ꯫ ꯃꯤꯅꯤꯕꯥꯔ - ꯌꯨ ꯑꯃꯁꯨꯡ ꯌꯨ ꯊꯛꯄ ꯌꯥꯗꯕꯥ ꯊꯛꯅꯕꯁꯤꯡ ꯈꯟꯒꯠꯂꯕꯥ ꯁ꯭ꯇꯣꯛ ꯇꯧꯔꯕ ꯃꯤꯅꯤꯕꯥꯔ ꯑꯃ ꯂꯩꯕ, ꯂꯣꯏꯅꯅꯥ ꯁ꯭ꯅꯦꯛꯁꯤꯡꯁꯨ ꯂꯩꯕ꯫ ꯇꯣꯏꯂꯦꯠꯀꯤ ꯀꯤꯠ - ꯇꯨꯠꯄꯦꯁ꯭ꯠ, ꯇꯨꯠꯕ꯭ꯔꯁ, ꯁꯦꯝꯄꯨ, ꯁꯥꯄꯣꯟ, ꯂꯣꯁꯟ, ꯑꯃꯁꯨꯡ ꯑꯇꯩ ꯄꯔꯁꯣꯅꯦꯜ ꯀꯦꯌꯔꯒꯤ ꯄꯣꯠꯂꯝꯁꯤꯡꯒꯨꯝꯕ ꯄꯣꯠꯂꯝꯁꯤꯡ ꯌꯥꯎꯕ ꯀꯤꯠ ꯑꯃ ꯕꯥꯊꯔꯨꯝꯗ ꯊꯝꯃꯨ꯫ ꯐ꯭ꯔꯤ ꯍꯥꯏ-ꯁ꯭ꯄꯤꯗ ꯋꯥꯏ-ꯐꯥꯏ - ꯃꯐꯝ ꯄꯨꯝꯅꯃꯛꯇ ꯂꯩꯕ ꯒꯦꯁ꯭ꯇꯁꯤꯡꯒꯤꯗꯃꯛ ꯐ꯭ꯔꯤ, ꯌꯥꯝꯅ ꯊꯨꯅ ꯑꯃꯁꯨꯡ ꯊꯥꯖꯕꯥ ꯌꯥꯕ ꯏꯟꯇꯔꯅꯦꯠ ꯑꯦꯛꯁꯦꯁ ꯄꯤꯕ꯫ ꯁ꯭ꯄꯥ ꯁꯔꯚꯤꯁꯁꯤꯡ - ꯁ꯭ꯄꯥ ꯑꯃ ꯂꯩꯕ ꯅꯠꯇꯔꯒ ꯃꯅꯥꯛ ꯅꯛꯄ ꯑꯃꯒ ꯄꯥꯔꯇꯅꯔ ꯑꯣꯏꯕ, ꯅꯨꯡꯉꯥꯏꯅ ꯂꯩꯅꯕ ꯃꯦꯁꯦꯖ, ꯐꯦꯁꯤꯑꯦꯜ, ꯑꯃꯁꯨꯡ ꯍꯛꯆꯥꯡꯒꯤ ꯂꯥꯌꯦꯡꯁꯤꯡ ꯄꯤꯅꯕꯥ꯫ ꯇꯤꯀꯦꯠ ꯑꯃꯁꯨꯡ ꯇꯨꯔ ꯑꯦꯁꯤꯁ꯭ꯇꯦꯟꯁ - ꯒꯦꯁ꯭ꯇꯁꯤꯡꯗ ꯏꯟꯐꯣꯔꯃꯦꯁꯟ ꯄꯤꯕ ꯑꯃꯁꯨꯡ ꯃꯐꯝ ꯑꯗꯨꯒꯤ ꯑꯦꯇꯔꯦꯛꯁꯟꯁꯤꯡꯗ‌ ꯇꯤꯀꯦꯠ ꯑꯃꯁꯨꯡ ꯇꯨꯔ ꯕꯨꯀꯤꯡ ꯇꯧꯕꯗ ꯃꯇꯦꯡ ꯄꯤꯕ꯫ ꯂꯧꯎ-ꯁꯤꯡꯎ ꯑꯃꯁꯨꯡ ꯁꯨꯡꯗꯣꯛꯇꯔꯤꯕ ꯊꯥꯎꯒꯤ ꯁꯔꯚꯤꯁꯁꯤꯡ - ꯒꯦꯁ꯭ꯇꯁꯤꯡꯅ ꯃꯈꯣꯏꯒꯤ ꯈ꯭ꯋꯥꯏꯗꯒꯤ ꯐꯕꯥ ꯃꯑꯣꯡꯗ ꯎꯕꯗꯥ ꯃꯇꯦꯡ ꯄꯥꯡꯅꯕꯥ ꯂꯧꯎ-ꯁꯤꯡꯎ, ꯁꯨꯡꯗꯣꯛꯇꯔꯤꯕ ꯊꯥꯎ, ꯑꯃꯁꯨꯡ ꯄ꯭ꯔꯦꯁꯔ ꯁꯔꯚꯤꯁꯁꯤꯡ ꯄꯤꯕ꯫ ꯔꯨꯝꯗ ꯅꯨꯡꯉꯥꯏꯕ ꯐꯣꯡꯗꯣꯛꯄ - ꯀꯦꯕꯜ ꯅꯠꯇꯔꯒ ꯁꯦꯇꯦꯂꯥꯏꯠ ꯆꯦꯅꯦꯜꯁꯤꯡꯒ ꯂꯣꯏꯅꯅ ꯇꯦꯂꯤꯚꯤꯖꯟ ꯑꯃ ꯄꯤꯕ, ꯃꯁꯤꯒ ꯂꯣꯏꯅꯅ ꯒꯦꯁ꯭ꯇꯁꯤꯡꯅ ꯃꯈꯣꯏꯒꯤ ꯗꯤꯚꯥꯏꯁꯁꯤꯡꯗꯒꯤ ꯃꯈꯣꯏ ꯃꯁꯥꯒꯤ ꯀꯟꯇꯦꯟꯇ ꯁ꯭ꯇꯔꯤꯝ ꯇꯧꯕ ꯌꯥꯍꯟꯕ꯫ ꯖꯤꯝ ꯅꯠꯇꯔꯒ ꯐꯤꯠꯅꯦꯁ ꯁꯦꯟꯇꯔ - ꯃꯈꯜ ꯀꯌꯥꯒꯤ ꯐꯤꯠꯅꯦꯁꯀꯤ ꯄꯥꯟꯗꯝꯁꯤꯡ ꯑꯃꯁꯨꯡ ꯇꯧꯕ ꯉꯝꯕꯁꯤꯡ ꯑꯗꯨ ꯐꯪꯍꯟꯕ ꯉꯝꯕ ꯌꯥꯝꯅ ꯐꯕꯥ ꯖꯤꯝ ꯅꯠꯇꯔꯒ ꯐꯤꯠꯅꯦꯁ ꯁꯦꯟꯇꯔ ꯑꯃ ꯂꯩꯕ ꯑꯁꯤꯅꯤ꯫